ꯑꯥꯔꯇꯤꯐꯤꯁꯤꯑꯦꯜ ꯅ꯭ꯌꯨꯔꯦꯜ ꯅꯦꯠꯋꯥꯔꯛꯁꯤꯡꯗ ꯀꯔꯤꯒꯤꯗꯃꯛꯇ ꯍꯦꯕ꯭ꯌꯥꯟ ꯔꯨꯜ ꯑꯁꯤ ꯃꯔꯨꯑꯣꯏꯕꯅꯣ ꯍꯥꯏꯕꯗꯨ ꯁꯟꯗꯣꯛꯅ ꯇꯥꯛꯄꯤꯌꯨ꯫ ꯍꯦꯕ꯭ꯌꯥꯟ ꯂꯔꯅꯤꯡ ꯍꯥꯏꯅ ꯈꯪꯅꯕꯥ ꯍꯦꯕꯁ ꯔꯨꯜ ꯑꯁꯤ ꯑꯥꯔꯇꯤꯐꯤꯁꯤꯑꯦꯜ ꯅ꯭ꯌꯨꯔꯜ ꯅꯦꯠꯋꯥꯔꯛꯀꯤ ꯂꯝꯗꯥ ꯃꯔꯨꯑꯣꯏꯕ ꯋꯥꯈꯜꯂꯣꯟ ꯑꯃꯅꯤ, ꯃꯔꯝꯗꯤ ꯃꯁꯤꯅꯥ ꯅꯦꯠꯋꯥꯔꯛꯁꯤꯡ ꯑꯁꯤꯅ ꯃꯇꯝꯒꯤ ꯃꯇꯨꯡ ꯏꯟꯅ ꯇꯝꯕ ꯑꯃꯁꯨꯡ ꯆꯨꯁꯤꯟꯅꯍꯟꯅꯕ ꯉꯝꯕ ꯐꯟꯗꯥꯃꯦꯟꯇꯦꯜ ꯃꯦꯀꯥꯅꯤꯖꯝ ꯑꯃ ꯄꯤꯔꯤ꯫ ꯂꯤꯁꯤꯡ ꯑꯃꯒ ꯆꯃꯥꯄꯜ ꯅꯤꯐꯨ ꯃꯥꯄꯜꯗ ꯀꯦꯅꯥꯗꯥꯒꯤ ꯁꯥꯏꯀꯣꯂꯣꯖꯤꯁ ꯗꯣꯅꯥꯜꯗ ꯍꯦꯕꯅꯥ ꯑꯍꯥꯟꯕ ꯑꯣꯏꯅ ꯂꯥꯎꯊꯣꯛꯈꯤꯕ ꯅꯤꯌꯝ ꯑꯁꯤ ꯅ꯭ꯌꯨꯔꯣꯟ ꯑꯅꯤꯒꯤ ꯃꯔꯛꯇ ꯂꯩꯔꯤꯕ ꯃꯔꯤ ꯑꯁꯤꯒꯤ ꯃꯄꯥꯡꯒꯜ ꯑꯁꯤ ꯃꯈꯣꯏꯅ ꯄꯨꯟꯅ ꯃꯩ ꯊꯥꯕ ꯃꯇꯝꯗ ꯍꯦꯟꯒꯠꯂꯛꯏ ꯍꯥꯏꯕꯒꯤ ꯋꯥꯈꯜꯂꯣꯟ ꯑꯁꯤꯗ ꯌꯨꯝꯐꯝ ꯑꯣꯏꯕꯅꯤ꯫ ꯃꯁꯤꯅ ꯇꯥꯛꯄꯗꯤ ꯀꯔꯤꯒꯨꯝꯕ ꯑꯀꯛꯅꯕ ꯏꯟꯄꯨꯠ ꯑꯃꯅ ꯂꯦꯞꯇꯅꯥ ꯑꯀꯛꯅꯕꯥ ꯑꯥꯎꯠꯄꯨꯠ ꯑꯃꯗ ꯄꯨꯔꯛꯄ ꯇꯥꯔꯕꯗꯤ, ꯏꯟꯄꯨꯠ/ꯑꯥꯎꯠꯄꯨꯠ ꯄꯦꯔꯥ ꯑꯗꯨꯒ ꯃꯔꯤ ꯂꯩꯅꯕꯥ ꯅ꯭ꯌꯨꯔꯣꯟꯁꯤꯡꯒꯤ ꯃꯔꯛꯇ ꯂꯩꯕꯥ ꯀꯅꯦꯛꯁꯟꯁꯤꯡꯒꯤ ꯃꯄꯥꯡꯒꯜ ꯑꯗꯨ ꯍꯦꯟꯅ ꯃꯄꯥꯡꯒꯜ ꯀꯟꯈꯠꯂꯛꯀꯅꯤ, ꯃꯁꯤꯅ ꯇꯨꯡꯗ ꯆꯞ ꯃꯥꯟꯅꯕ ꯑꯥꯎꯠꯄꯨꯠ ꯑꯗꯨ ꯆꯞ ꯃꯥꯟꯅꯕ ꯃꯇꯝꯗ ꯄꯨꯊꯣꯛꯄꯒꯤ ꯑꯣꯏꯊꯣꯛꯄ ꯍꯦꯟꯒꯠꯍꯟꯒꯅꯤ꯫ ꯑꯇꯣꯞꯄꯥ ꯋꯥꯍꯟꯊꯣꯛ ꯑꯃꯗ ꯍꯥꯏꯔꯕꯗ, ꯄꯨꯟꯅꯥ ꯃꯩ ꯊꯥꯕ ꯅ꯭ꯌꯨꯔꯣꯟꯁꯤꯡ, ꯄꯨꯟꯅꯥ ꯋꯥꯏꯔꯞ ꯇꯧꯏ꯫ ꯃꯁꯤꯒꯤ ꯏꯆꯝ ꯆꯝꯕꯥ ꯄ꯭ꯔꯤꯟꯁꯤꯄꯜ ꯑꯁꯤꯅ ꯅ꯭ꯌꯨꯔꯜ ꯅꯦꯠꯋꯥꯔꯛꯁꯤꯡꯕꯨ ꯇꯝꯕ ꯑꯃꯁꯨꯡ ꯑꯦꯗꯞꯇꯦꯠ ꯇꯧꯕ ꯉꯝꯍꯜꯂꯤ, ꯃꯁꯤꯅ ꯌꯥꯝꯅ ꯊꯨꯅꯥ ꯁꯤꯖꯤꯟꯅꯕ ꯂꯝꯕꯤꯁꯤꯡꯒꯤ ꯀꯅꯦꯛꯁꯟꯁꯤꯡ ꯃꯄꯥꯡꯒꯜ ꯀꯟꯈꯠꯍꯟꯗꯨꯅ, ꯑꯗꯨꯒ ꯌꯥꯝꯅ ꯊꯨꯅꯥ ꯁꯤꯖꯤꯟꯅꯗꯕꯥ ꯂꯝꯕꯤꯁꯤꯡꯒꯤ ꯀꯅꯦꯛꯁꯟꯁꯤꯡ ꯑꯗꯨ ꯁꯣꯛꯍꯜꯂꯤ꯫ ꯍꯦꯕꯁ ꯔꯨꯜ ꯑꯁꯤ ꯃꯔꯨꯑꯣꯏ ꯃꯔꯝꯗꯤ ꯃꯁꯤꯅꯥ ꯅꯦꯠꯋꯥꯔꯛ ꯑꯃꯗ ꯂꯩꯕꯥ ꯅ꯭ꯌꯨꯔꯣꯟꯁꯤꯡꯅ ꯑꯦꯛꯁꯄꯤꯔꯤꯑꯦꯟꯁ ꯅꯠꯇ꯭ꯔꯒ ꯁ꯭ꯇꯤꯝꯌꯨꯜꯁꯤꯡꯒꯤ ꯃꯇꯨꯡ ꯏꯟꯅ ꯃꯈꯣꯏꯒꯤ ꯀꯅꯦꯛꯁꯟꯒꯤ ꯄꯥꯡꯒꯜ ꯑꯗꯨ ꯀꯔꯝꯅ ꯍꯣꯡꯗꯣꯛꯄ ꯌꯥꯕꯒꯦ ꯍꯥꯏꯕꯒꯤ ꯏꯆꯝ ꯆꯝꯕꯥ ꯑꯃꯁꯨꯡ ꯕꯥꯏꯑꯣꯂꯣꯖꯤꯀꯦꯜ ꯑꯣꯏꯅ ꯊꯥꯖꯕ ꯌꯥꯕ ꯃꯦꯀꯥꯅꯤꯖꯝ ꯑꯃ ꯄꯤꯔꯤ꯫ ꯃꯁꯤꯅ ꯃꯇꯝꯒꯤ ꯃꯇꯨꯡ ꯏꯟꯅ ꯄꯔꯐꯣꯃꯦꯟꯁ ꯐꯒꯠꯍꯟꯅꯕ ꯀꯅꯦꯛꯁꯟꯒꯤ ꯑꯔꯨꯝꯕ ꯑꯗꯨ ꯁꯦꯝꯗꯣꯛ-ꯁꯦꯝꯖꯤꯟ ꯇꯧꯗꯨꯅ, ꯅꯦꯠꯋꯥꯔꯛ ꯑꯗꯨ ꯇꯝꯕꯥ ꯉꯝꯍꯜꯂꯤ꯫ ꯃꯁꯤꯒꯤ ꯃꯍꯩ ꯑꯣꯏꯅ ꯃꯁꯤ ꯅ꯭ꯌꯨꯔꯜ ꯅꯦꯠꯋꯥꯔꯛꯁꯤꯡꯗ ꯇꯝꯅꯕꯒꯤ ꯑꯦꯜꯒꯣꯔꯤꯊꯝ ꯀꯌꯥꯒꯤ ꯌꯨꯝꯐꯝ ꯑꯣꯏꯅ ꯄꯥꯛ ꯁꯟꯅꯥ ꯂꯧꯈꯠꯈ꯭ꯔꯦ, ꯑꯃꯁꯨꯡ ꯉꯁꯤꯗꯤ ꯑꯥꯔꯇꯤꯐꯤꯁꯤꯑꯦꯜ ꯏꯟꯇꯤꯂꯤꯖꯦꯟꯁꯀꯤ ꯂꯝꯗꯥ ꯃꯈꯥ ꯇꯥꯅ ꯃꯔꯨꯑꯣꯏꯕ ꯊꯧꯗꯥꯡ ꯂꯧꯔꯤ꯫ ꯀ꯭ꯔꯤꯞꯇꯣꯀꯔꯦꯟꯁꯤꯁꯤꯡꯗꯥ ꯁꯦꯜ ꯊꯥꯗꯕꯒꯥ ꯃꯔꯤ ꯂꯩꯅꯕꯥ ꯔꯤꯛꯁ ꯑꯍꯨꯝ ꯂꯤꯁ ꯇꯧ꯫ ꯏꯟꯄꯨꯠ ꯑꯃꯠꯇꯥꯅ ꯂꯩꯇꯦ꯫ ꯃꯥꯔꯀꯦꯠ ꯚꯣꯂꯦꯇꯤꯂꯤꯇꯤ: ꯀ꯭ꯔꯤꯞꯇꯣꯀꯔꯦꯟꯁꯤꯁꯤꯡ ꯑꯁꯤ ꯁ꯭ꯇꯣꯛ, ꯕꯣꯟꯗ ꯅꯠꯇ꯭ꯔꯒ ꯄꯣꯠꯂꯝꯁꯤꯡꯒꯨꯝꯕ ꯇ꯭ꯔꯦꯗꯤꯁꯅꯦꯜ ꯏꯟꯚꯦꯁ꯭ꯇꯃꯦꯟꯇꯁꯤꯡꯒ ꯆꯥꯡꯗꯝꯅꯕꯗ ꯃꯈꯣꯏꯒꯤ ꯑꯋꯥꯡꯕ ꯊꯥꯛꯀꯤ ꯚꯣꯂꯦꯇꯤꯂꯤꯇꯤꯒꯤꯗꯃꯛ ꯈꯪꯅꯩ꯫ ꯃꯃꯜꯗꯥ ꯑꯍꯣꯡꯕ ꯂꯥꯛꯄꯒꯤ ꯆꯥꯡ ꯋꯥꯡꯕꯅ ꯃꯔꯝ ꯑꯣꯏꯗꯨꯅꯥ ꯄꯣꯇꯦꯟꯁꯤꯌꯦꯜ ꯏꯟꯚꯦꯁꯇ꯭ꯔ ꯑꯃꯅ ꯑꯇꯦꯟꯕꯥ ꯃꯇꯝꯒꯤ ꯃꯅꯨꯡꯗ ꯃꯁꯛ ꯊꯣꯛꯄ ꯀꯥꯟꯅꯕ ꯅꯠꯇ꯭ꯔꯒ ꯑꯃꯥꯡ-ꯑꯇꯥ ꯊꯣꯛꯄ ꯌꯥꯏ꯫ ꯔꯦꯒꯨꯂꯦꯁꯟ ꯂꯩꯇꯕꯥ: ꯀ꯭ꯔꯤꯞꯇꯣꯀꯔꯦꯟꯁꯤꯒꯤ ꯀꯩꯊꯦꯜ ꯑꯁꯤ ꯍꯧꯖꯤꯛꯁꯨ ꯌꯥꯝꯅ ꯑꯅꯧꯕꯥ ꯑꯃꯅꯤ ꯑꯃꯁꯨꯡ ꯇ꯭ꯔꯦꯗꯤꯁꯅꯦꯜ ꯏꯟꯚꯦꯁꯃꯦꯟ ꯃꯥꯔꯀꯦꯠꯁꯤꯡꯒ ꯃꯥꯟꯅꯕ ꯆꯥꯡꯗ ꯔꯦꯒꯨꯂꯦꯁꯟꯒꯤ ꯃꯈꯥꯗ ꯂꯩꯇꯦ꯫ ꯃꯁꯤꯒꯤ ꯔꯦꯒꯨꯂꯦꯁꯟ ꯂꯩꯇꯕ ꯑꯁꯤꯅ ꯁꯦꯜ ꯊꯥꯗꯕ, ꯁ꯭ꯀꯦꯝ, ꯑꯃꯁꯨꯡ ꯁꯦꯛꯀ꯭ꯌꯨꯔꯤꯇꯤ ꯕ꯭ꯔꯤꯁ ꯇꯧꯕ ꯌꯥꯏ, ꯃꯁꯤꯅ ꯏꯟꯚꯦꯁ꯭ꯇꯔꯁꯤꯡꯗꯥ ꯃꯈꯣꯏꯒꯤ ꯏꯟꯚꯦꯁꯃꯦꯟꯁꯤꯡ ꯃꯥꯡꯈꯤꯕꯒꯤ ꯈꯨꯗꯣꯡꯊꯤꯕꯥ ꯊꯣꯛꯍꯜꯂꯤ꯫ ꯂꯤꯃꯤꯇꯦꯠ ꯑꯦꯗꯣꯞꯁꯟ ꯑꯃꯁꯨꯡ ꯑꯦꯛꯁꯦꯞꯇꯦꯟꯁ: ꯕꯤꯠꯆꯣꯟ ꯑꯃꯁꯨꯡ ꯏꯊꯠꯁꯤꯡꯒꯨꯝꯕ ꯀ꯭ꯔꯤꯞꯇꯣꯀꯔꯦꯟꯁꯤꯁꯤꯡ ꯑꯁꯤ ꯑꯀꯛꯅꯕꯥ ꯏꯟꯚꯦꯁ꯭ꯇꯔꯁꯤꯡꯒꯤ ꯃꯔꯛꯇ ꯃꯤꯌꯥꯝꯅ ꯄꯥꯝꯅꯕ ꯍꯦꯟꯒꯠꯂꯛꯂꯤꯕ ꯃꯇꯝ ꯑꯁꯤꯗ, ꯕꯤꯖꯤꯅꯦꯁ ꯀꯌꯥ, ꯂꯂꯣꯟꯕꯁꯤꯡ ꯑꯃꯁꯨꯡ ꯁꯔꯀꯥꯔ ꯀꯌꯥꯅ ꯍꯧꯖꯤꯛ ꯐꯥꯎꯕ ꯃꯈꯣꯏꯕꯨ ꯃꯄꯨꯡ ꯐꯥꯅ ꯑꯦꯗꯣꯞ ꯇꯧꯗ꯭ꯔꯤ ꯅꯠꯇ꯭ꯔꯒ ꯌꯥꯗ꯭ꯔꯤꯕꯁꯤ ꯁꯦꯟꯃꯤꯠꯂꯣꯟ ꯅꯠꯇ꯭ꯔꯒ ꯄꯦꯃꯦꯟꯀꯤ ꯂꯦꯖꯤꯁꯂꯦꯇꯤꯕ ꯃꯑꯣꯡ ꯑꯃ ꯑꯣꯏꯅ ꯂꯧꯗ꯭ꯔꯤ꯫ ꯃꯁꯤꯒꯤ ꯂꯤꯃꯤꯇꯦꯠ ꯑꯦꯗꯣꯞꯁꯟ ꯑꯃꯁꯨꯡ ꯑꯦꯛꯁꯦꯞꯇꯦꯟꯁ ꯑꯁꯤꯅ ꯗꯤꯖꯤꯇꯦꯜ ꯑꯦꯁꯦꯠꯁꯤꯡ ꯑꯁꯤꯒꯤ ꯂꯣꯡ-ꯇ꯭ꯔꯝ ꯚꯤꯑꯦꯕꯤꯂꯤꯇꯤꯒꯤ ꯃꯇꯥꯡꯗ ꯁꯣꯏꯗ-ꯉꯥꯝꯗꯕ ꯊꯣꯛꯍꯜꯂꯤ꯫